ꯃꯤꯇꯣꯁꯤꯁꯀꯤ ꯃꯇꯝꯗꯥ ꯊꯣꯛꯄꯥ ꯊꯧꯗꯣꯛꯁꯤꯡ ꯈꯪꯗꯣꯛꯎ꯫ ꯃꯤꯇꯣꯁꯤꯁ ꯍꯥꯏꯕꯁꯤ ꯏꯎꯀꯦꯔꯤꯑꯣꯇꯤꯛ ꯁꯦꯜ ꯑꯃꯒꯤ ꯅ꯭ꯌꯨꯛꯂꯤꯌꯁꯇꯥ ꯊꯣꯛꯄ ꯁꯦꯜ ꯌꯦꯟꯊꯣꯛꯄꯒꯤ ꯊꯧꯑꯣꯡꯅꯤ꯫ ꯊꯧꯑꯣꯡ ꯑꯁꯤꯒꯤ ꯃꯅꯨꯡꯗꯥ ꯁꯦꯜꯒꯤ ꯅ꯭ꯌꯨꯛꯂꯤꯌꯁ ꯑꯁꯤ ꯃꯥꯟꯅꯕꯥ ꯅ꯭ꯌꯨꯛꯂꯤꯌꯁ ꯑꯅꯤꯗꯥ ꯈꯥꯏꯗꯣꯛꯏ, ꯃꯈꯣꯏ ꯈꯨꯗꯤꯡꯃꯛꯇꯥ ꯀ꯭ꯔꯣꯃꯣꯖꯣꯝ ꯃꯁꯤꯡ ꯌꯥꯝꯅ ꯌꯥꯎꯏ꯫ ꯃꯤꯇꯣꯁꯤꯁꯀꯤ ꯊꯧꯑꯣꯡ ꯑꯁꯤ ꯃꯍꯧꯁꯥꯅꯥ ꯁ꯭ꯇꯦꯖ ꯃꯔꯤꯗꯥ ꯈꯥꯏꯗꯣꯛꯏ ꯄ꯭ꯔꯣꯐꯦꯖ, ꯃꯦꯇꯥꯐꯦꯖ, ꯑꯦꯅꯥꯐꯦꯖ ꯑꯃꯁꯨꯡ ꯇꯦꯂꯣꯐꯦꯖ꯫ ꯄ꯭ꯔꯣꯐꯦꯖꯒꯤ ꯃꯅꯨꯡꯗꯥ ꯀ꯭ꯔꯣꯃꯥꯇꯤꯟ ꯑꯁꯤ ꯗꯤꯁꯛꯔꯤꯠ ꯀ꯭ꯔꯣꯃꯣꯖꯣꯝꯁꯤꯡꯗꯥ ꯀꯟꯗꯦꯟꯁꯦꯁꯟ ꯇꯧꯏ ꯑꯃꯁꯨꯡ ꯅ꯭ꯌꯨꯛꯂꯤꯌꯁ ꯑꯦꯅꯚꯦꯂꯄꯃꯦꯟꯇ ꯑꯁꯤ ꯁꯣꯛꯏ꯫ ꯃꯥꯏꯀ꯭ꯔꯣꯇꯨꯕꯤꯎꯂꯁꯤꯡꯅꯥ ꯁꯦꯝꯕꯥ ꯃꯤꯇꯣꯇꯤꯛ ꯁ꯭ꯄꯤꯟꯗꯜ ꯑꯁꯤ ꯁꯦꯟꯇꯔꯣꯁꯣꯝꯁꯤꯡꯒꯤ ꯃꯔꯛꯇꯥ ꯁꯦꯝꯕ ꯍꯧꯏ, ꯃꯈꯣꯏ ꯑꯁꯤ ꯁꯦꯜꯒꯤ ꯑꯔꯣꯟꯕ ꯄꯣꯜꯁꯤꯡꯗꯥ ꯆꯠꯈ꯭ꯔꯦ꯫ ꯃꯦꯇꯥꯐꯦꯖꯒꯤ ꯃꯇꯝꯗꯥ, ꯁꯤꯁ꯭ꯇꯔ ꯀ꯭ꯔꯣꯃꯥꯇꯤꯛ ꯑꯅꯤ ꯌꯥꯎꯕ ꯀ꯭ꯔꯣꯃꯣꯖꯣꯝꯁꯤꯡ ꯑꯁꯤꯅꯥ ꯃꯈꯣꯏꯒꯤ ꯀꯤꯅꯦꯇꯣꯀꯣꯔꯁꯤꯡꯒꯤ ꯈꯨꯠꯊꯥꯡꯗꯥ ꯃꯥꯏꯇꯣꯇꯤꯛ ꯁ꯭ꯄꯤꯟꯗꯂꯒꯤ ꯃꯥꯏꯀꯔꯣꯇꯨꯕꯤꯎꯂꯁꯤꯡꯗꯥ ꯌꯥꯎꯗꯨꯅꯥ ꯁꯦꯜꯒꯤ ꯏꯛꯌꯨꯏꯇꯔꯒꯤ ꯃꯇꯨꯡ ꯏꯟꯅꯥ ꯑꯦꯂꯥꯏꯟ ꯇꯧꯏ꯫ ꯑꯦꯅꯥꯐꯦꯖꯒꯤ ꯃꯇꯝꯗꯥ, ꯁꯤꯁ꯭ꯇꯔ ꯀ꯭ꯔꯣꯃꯥꯇꯤꯛꯁꯤꯡ ꯑꯁꯤ ꯁꯦꯟꯇꯔꯣꯃꯤꯔꯗꯥ ꯇꯣꯉꯥꯟꯅꯥ ꯈꯥꯏꯗꯣꯛꯏ, ꯑꯃꯁꯨꯡ ꯁ꯭ꯄꯤꯟꯗꯂꯒꯤ ꯃꯥꯏꯀꯔꯣꯇꯨꯕꯤꯎꯂꯁꯤꯡꯅꯥ ꯁꯦꯜꯒꯤ ꯑꯔꯣꯟꯕꯥ ꯄꯣꯜꯁꯤꯡꯗꯥ ꯄꯨꯊꯣꯛꯏ꯫ ꯇꯦꯂꯣꯐꯦꯖꯒꯤ ꯃꯇꯝꯗꯥ ꯀ꯭ꯔꯣꯃꯣꯖꯣꯝꯁꯤꯡ ꯑꯁꯤ ꯗꯤ-ꯀꯟꯗꯦꯟꯁꯟ ꯇꯧꯏ, ꯑꯃꯁꯨꯡ ꯀ꯭ꯔꯣꯃꯣꯖꯣꯝ ꯁꯦꯜ ꯈꯨꯗꯤꯡꯃꯛꯀꯤ ꯑꯀꯣꯏꯕꯗꯥ ꯑꯅꯧꯕꯥ ꯅ꯭ꯌꯨꯛꯂꯤꯌꯔ ꯑꯦꯅꯚꯦꯂꯄꯃꯦꯟꯇꯁꯤꯡ ꯁꯦꯝꯕꯥ ꯍꯧꯏ, ꯃꯁꯤꯅꯥ ꯑꯅꯧꯕꯥ ꯅ꯭ꯌꯨꯛꯂꯤꯌꯔ ꯑꯅꯤ ꯁꯦꯝꯕꯒꯤ ꯃꯁꯛ ꯇꯥꯛꯏ꯫ ꯃꯥꯏꯇꯣꯇꯤꯛ ꯁ꯭ꯄꯤꯟꯗꯜ ꯑꯁꯤ ꯁꯣꯛꯏ ꯑꯃꯁꯨꯡ ꯁꯦꯜ ꯑꯁꯤꯅꯥ ꯁꯥꯏꯇꯣꯀꯤꯅꯦꯁꯤꯁꯅꯥ ꯃꯁꯤꯒꯤ ꯈꯥꯏꯗꯣꯛꯄꯥ ꯑꯁꯤ ꯃꯄꯨꯡ ꯐꯥꯍꯟꯅꯕꯥ ꯁꯦꯝ ꯁꯥꯔꯤ, ꯃꯐꯝ ꯑꯗꯨꯗꯥ ꯁꯥꯏꯇꯣꯞꯂꯥꯖꯝ ꯑꯁꯤ ꯈꯥꯏꯗꯣꯛꯏ, ꯃꯁꯤꯅꯥ ꯃꯥꯟꯅꯕꯥ ꯃꯆꯥꯅꯨꯄꯤ ꯁꯦꯜ ꯑꯅꯤ ꯊꯣꯛꯍꯜꯂꯤ꯫ ꯈꯪꯖꯤꯟꯒꯗꯕ ꯑꯃꯅꯥ, ꯃꯤꯇꯣꯁꯤꯁꯀꯤ ꯃꯅꯨꯡꯗꯥ, ꯁꯦꯜꯒꯤ ꯅ꯭ꯌꯨꯛꯂꯤꯌꯁ ꯑꯁꯤ ꯈꯥꯏꯗꯣꯛꯏ, ꯀ꯭ꯔꯣꯃꯣꯖꯣꯝꯁꯤꯡ ꯑꯁꯤ ꯀꯟꯗꯦꯟꯁꯦꯁꯟ ꯇꯧꯗꯨꯅꯥ ꯏꯛꯌꯨꯏꯇꯔꯒꯤ ꯃꯊꯛꯇꯥ ꯑꯦꯂꯥꯏꯟ ꯇꯧꯗꯨꯅꯥ, ꯇꯣꯉꯥꯟꯅꯥ ꯂꯩꯗꯨꯅꯥ ꯑꯃꯁꯨꯡ ꯃꯈꯣꯏꯒꯤ ꯑꯅꯧꯕ ꯅ꯭ꯌꯨꯛꯂꯤꯌꯔꯁꯤꯡꯗꯥ ꯗꯤ-ꯀꯟꯗꯦꯟꯁꯦꯁꯟ ꯇꯧꯗꯨꯅꯥ, ꯃꯁꯤꯅꯥ ꯃꯔꯝ ꯑꯣꯏꯗꯨꯅꯥ ꯃꯥꯟꯅꯕꯥ ꯃꯆꯥꯅꯨꯄꯤ ꯁꯦꯜ ꯑꯅꯤ ꯁꯦꯝꯒꯠꯂꯛꯏ꯫ ꯃꯥꯝꯃꯦꯜ ꯑꯃꯒꯤ ꯃꯒꯨꯟꯁꯤꯡ ꯊꯤꯌꯨ꯫ ꯃꯥꯝꯃꯦꯜꯁꯤꯡ ꯑꯁꯤ ꯃꯈꯣꯏꯒꯤ ꯃꯆꯥꯁꯤꯡꯒꯤꯗꯃꯛꯇꯥ ꯁꯪ꯭ꯒꯣꯝ ꯄꯨꯊꯣꯛꯄꯥ ꯉꯝꯕꯥ, ꯃꯈꯣꯏꯒꯤ ꯍꯛꯆꯥꯡꯗꯥ ꯈꯣꯡ ꯅꯠꯇ꯭ꯔꯒ ꯈꯣꯡꯎꯞ ꯂꯩꯕ ꯑꯃꯁꯨꯡ ꯅꯨꯄꯤꯁꯤꯡꯅꯥ ꯍꯤꯡꯂꯤꯕ ꯑꯉꯥꯡꯁꯤꯡ ꯄꯣꯛꯄꯥ ꯉꯝꯕꯒꯤ ꯃꯑꯣꯡ ꯑꯁꯤꯅꯥ ꯃꯁꯛ ꯇꯥꯛꯄꯥ ꯚꯔꯇꯤꯕ꯭ꯔꯦꯠ ꯑꯦꯅꯤꯃꯦꯜꯁꯤꯡꯒꯤ ꯀ꯭ꯂꯥꯁ ꯑꯃꯅꯤ꯫ ꯃꯥꯝꯃꯦꯜꯁꯤꯡꯒꯤ ꯑꯇꯩ ꯃꯔꯨꯑꯣꯏꯕ ꯃꯒꯨꯟ ꯈꯔꯗꯤ ꯃꯈꯥꯗꯥ ꯄꯤꯔꯤꯕꯁꯤꯡꯁꯤꯅꯤ ꯑꯦꯟꯗꯣꯊꯔꯃꯤꯛ ꯃꯦꯇꯥꯕꯣꯂꯤꯖꯝ ꯃꯥꯝꯃꯦꯜꯁꯤꯡ ꯑꯁꯤ ꯑꯀꯣꯏꯔꯣꯅꯗꯒꯤ ꯃꯅꯤꯡꯇꯝꯅꯥ ꯃꯈꯣꯏꯒꯤ ꯍꯛꯆꯥꯡꯒꯤ ꯇꯦꯝꯄꯦꯔꯦꯆꯔ ꯔꯤꯒꯨꯂꯦꯠ ꯇꯧꯕ ꯉꯝꯕ ꯃꯦꯇꯥꯕꯣꯂꯤꯖꯝ ꯑꯃꯥ ꯂꯩꯕ ꯏꯁꯤꯡꯗ ꯌꯥꯝꯅ ꯂꯩꯕ ꯁꯥꯁꯤꯡꯅꯤ꯫ ꯃꯦꯃꯦꯔꯤ ꯒ꯭ꯜꯌꯥꯟꯗꯁꯤꯡ ꯅꯨꯄꯤ ꯃꯥꯝꯃꯦꯜꯁꯤꯡꯗꯥ ꯁꯪ꯭ꯒꯣꯝ ꯄꯨꯊꯣꯛꯄꯥ ꯃꯦꯃꯦꯔꯤ ꯒ꯭ꯜꯌꯥꯟꯗꯁꯤꯡ ꯂꯩ, ꯃꯈꯣꯌ ꯑꯁꯤ ꯃꯈꯣꯌꯒꯤ ꯃꯆꯥꯁꯤꯡꯕꯨ ꯃꯆꯤꯟꯖꯥꯛ ꯄꯤꯕꯗꯥ ꯁꯤꯖꯤꯟꯅꯕꯥ ꯅ꯭ꯌꯨꯠꯔꯤꯑꯦꯟꯇ ꯌꯥꯝꯅꯥ ꯌꯥꯎꯕꯥ ꯐ꯭ꯂꯨꯏꯗ ꯑꯃꯅꯤ꯫ ꯆꯨꯝꯅꯒꯤ ꯃꯥꯝꯃꯦꯜꯁꯤꯡꯗꯥ ꯆꯨꯝꯅꯒꯤ ꯅꯠꯇ꯭ꯔꯒ ꯈꯣꯡꯎꯞ ꯂꯩ, ꯃꯗꯨꯅꯥ ꯏꯟꯁꯨꯂꯦꯁꯟ, ꯉꯥꯛꯊꯣꯛꯄꯥ, ꯑꯃꯁꯨꯡ ꯁꯦꯟꯁꯔꯤꯒꯤ ꯄꯥꯟꯗꯝꯁꯤꯡꯒꯨꯝꯕꯥ ꯇꯣꯉꯥꯟ ꯇꯣꯉꯥꯟꯕ ꯊꯕꯛꯁꯤꯡ ꯄꯥꯡꯊꯣꯛꯏ꯫ ꯗꯥꯏꯑꯦꯐ꯭ꯔꯥꯝ ꯃꯥꯝꯃꯦꯜꯁꯤꯡꯗꯥ ꯗꯥꯏꯑꯦꯐ꯭ꯔꯥꯝ ꯀꯧꯕ ꯑꯈꯟꯅꯕꯥ ꯃꯁꯜ ꯑꯃꯥ ꯂꯩ, ꯃꯗꯨꯅꯥ ꯃꯈꯣꯏꯕꯨ ꯊꯣꯔꯥꯁꯤꯛ ꯀꯦꯚꯤꯇꯤ ꯑꯃꯁꯨꯡ ꯑꯦꯕꯗꯣꯃꯤꯅꯦꯜ ꯀꯦꯚꯤꯇꯤꯗꯒꯤ ꯇꯣꯈꯥꯏꯅꯥ ꯊꯝꯗꯨꯅꯥ ꯁ꯭ꯣꯁ ꯍꯣꯅꯕꯗꯥ ꯃꯇꯦꯡ ꯄꯥꯡꯏ꯫ ꯇꯣꯉꯥꯟ ꯇꯣꯉꯥꯟꯕꯥ ꯍꯥꯛꯆꯥꯡꯁꯤꯡ ꯃꯍꯧꯁꯥꯅꯥ ꯃꯥꯝꯃꯦꯜꯁꯤꯡꯗꯥ ꯇꯣꯉꯥꯟ ꯇꯣꯉꯥꯟꯕꯥ ꯍꯥꯛꯆꯥꯡ ꯂꯩ, ꯃꯁꯤꯅꯥ ꯇꯥꯛꯄꯗꯤ ꯃꯈꯣꯏꯒꯤ ꯍꯥꯛꯆꯥꯡꯁꯤꯡ ꯑꯁꯤ ꯇꯣꯉꯥꯟ ꯇꯣꯉꯥꯟꯕꯥ ꯊꯕꯛꯁꯤꯡ ꯍꯥꯏꯕꯗꯤ ꯆꯦꯅꯕꯥ, ꯁꯣꯛꯄꯥ ꯑꯃꯁꯨꯡ ꯁꯦꯡꯗꯣꯛꯄꯒꯤꯗꯃꯛꯇꯥ ꯑꯈꯟꯅꯕ ꯑꯣꯏ꯫ ꯃꯔꯛꯇꯥ ꯂꯩꯕ ꯀꯥꯡꯒꯤ ꯁꯔꯨ ꯑꯍꯨꯝ ꯃꯥꯝꯃꯦꯜꯁꯤꯡꯒꯤ ꯃꯔꯛꯇꯥ ꯂꯩꯕ ꯀꯥꯡꯈꯂꯗꯥ ꯑꯄꯤꯛꯄꯥ ꯁꯔꯨ ꯑꯍꯨꯝ ꯂꯩ; ꯃꯥꯂꯦꯌꯁ, ꯏꯅꯀꯁ ꯑꯃꯁꯨꯡ ꯁ꯭ꯇꯦꯄꯁ ꯑꯁꯤꯅꯥ ꯃꯅꯨꯡꯒꯤ ꯀꯥꯡꯕꯨꯗꯥ ꯈꯣꯟꯖꯦꯜꯒꯤ ꯚꯥꯏꯕ꯭ꯔꯦꯁꯅꯁꯤꯡ ꯊꯥꯗꯣꯛꯄꯗꯥ ꯃꯇꯦꯡ ꯄꯥꯡꯏ꯫ ꯅꯤꯑꯣꯀꯣꯔꯇꯦꯛꯁꯠ ꯃꯥꯝꯃꯦꯜꯁꯤꯡꯗꯥ ꯅꯤꯑꯣꯀꯣꯔꯇꯦꯛꯁ ꯍꯥꯏꯅꯥ ꯈꯪꯅꯕꯥ ꯌꯥꯝꯅ ꯆꯥꯎꯈꯠꯄ ꯕ꯭ꯔꯦꯟ ꯔꯤꯖꯟ ꯑꯃꯥ ꯂꯩ꯫ ꯃꯁꯤꯅꯥ ꯁꯦꯟꯁꯔꯤ ꯄꯔꯁꯦꯄꯁꯟ, ꯃꯣꯇꯣꯔ ꯀꯃꯥꯟꯗ ꯁꯦꯝꯕ, ꯑꯃꯁꯨꯡ ꯍꯦꯟꯅꯥ ꯋꯥꯡꯕ ꯀꯣꯒꯅꯤꯇꯤꯕ ꯐꯪꯁꯟꯁꯤꯡꯒꯨꯝꯕꯥ ꯊꯕꯛꯁꯤꯡꯗꯥ ꯌꯥꯎꯏ꯫ ꯍꯥꯏꯔꯤꯕꯁꯤꯡ ꯑꯁꯤ ꯃꯥꯝꯃꯦꯜꯁꯤꯡꯕꯨ ꯃꯁꯛ ꯇꯥꯛꯄꯥ ꯃꯒꯨꯟ ꯈꯔꯈꯛꯇꯅꯤ, ꯑꯗꯨꯕꯨ ꯇꯣꯉꯥꯟ ꯇꯣꯉꯥꯟꯕꯥ ꯁ꯭ꯄꯦꯁꯤꯁ ꯑꯃꯁꯨꯡ ꯁꯕ-ꯒ꯭ꯔꯨꯄꯁꯤꯡꯒꯤ ꯃꯅꯨꯡꯗꯥ ꯈꯦꯠꯅꯕ ꯂꯩ꯫